"ꯑꯦꯂꯤꯖꯥꯕꯦꯊ ꯑꯅꯤ ꯑꯦꯂꯤꯖꯥꯕꯦꯊ ꯑꯂꯦꯛꯁꯥꯟꯗ꯭ꯔꯥ ꯃꯦꯔꯤ ꯀꯨꯟꯃꯊꯣꯢ ꯑꯦꯞꯔꯤꯜ ꯅꯤꯄꯥꯜ ꯁꯦꯞꯇꯦꯝꯕꯔ ꯑꯁꯤ ꯢꯪ ꯂꯤꯁꯤꯡꯑꯃꯒ ꯆꯃꯥꯄꯟ ꯌꯥꯡꯈꯩꯅꯤꯊꯣꯢ ꯒꯤ ꯐꯦꯕ꯭ꯔꯨꯋꯥꯔꯤ ꯇꯔꯨꯛ ꯇꯒꯤ ꯢꯪ ꯂꯤꯁꯤꯡꯑꯅꯤꯒꯀꯨꯟꯅꯤꯊꯣꯢ ꯗ ꯁꯤꯈꯤꯕꯥ ꯐꯥꯄꯕꯥ ꯌꯨꯅꯥꯏꯇꯦꯗ ꯀꯤꯡꯗꯝ ꯑꯃꯁꯨꯡ ꯀꯃꯟꯋꯦꯜꯊ ꯂꯝꯗꯝꯁꯤꯡ ꯒꯤ ꯂꯩꯃꯔꯦꯜ ꯑꯣꯏꯈꯤ꯫ ꯃꯍꯥꯛꯅꯥ ꯃꯍꯥꯛꯀꯤ ꯄꯨꯟꯁꯤꯒꯤ ꯃꯇꯝꯗ ꯁꯣꯚꯔꯦꯟ ꯔꯥꯖ꯭ꯌ ꯀꯨꯟꯊ꯭ꯔꯥꯅꯤꯊꯣꯢ ꯒꯤ ꯂꯩꯃꯔꯦꯜ ꯑꯣꯏꯈꯤ ꯑꯃꯁꯨꯡ ꯃꯍꯥꯛꯅꯥ ꯂꯩꯈꯤꯗꯕꯥ ꯃꯇꯝꯗ ꯔꯥꯖ꯭ꯌ ꯇꯔꯥꯃꯉꯥ ꯒꯤ ꯂꯩꯃꯔꯦꯜ ꯑꯣꯏꯈꯤ꯫ ꯑꯦꯂꯤꯖꯥꯕꯦꯊ ꯂꯟꯗꯟꯒꯤ ꯃꯦꯐꯦꯌꯔꯗꯥ ꯄꯣꯛꯈꯤ ꯖꯤꯌꯣꯔ꯭ꯛ ꯗ꯭ꯌꯨꯛ ꯑꯃꯁꯨꯡ ꯗꯆꯦꯁꯀꯤ ꯑꯍꯥꯟꯕ ꯃꯆꯥꯅꯨꯄꯥ ꯃꯇꯨꯡꯗ ꯅꯤꯡꯊꯧ ꯖꯣꯔꯖ ꯑꯃꯁꯨꯡ ꯂꯩꯃꯔꯦꯜ ꯑꯦꯂꯤꯖꯥꯕꯦꯊ꯫ ꯃꯍꯥꯛꯀꯤ ꯃꯄꯥꯅꯥ ꯃꯍꯥꯛꯀꯤ ꯃꯌꯥꯝꯕ ꯅꯤꯡꯊꯧ ꯑꯦꯗꯑꯣꯌꯥꯔꯗ ꯅꯥ ꯊꯥꯗꯣꯛꯈꯤꯕꯗꯒꯤ ꯗꯥ ꯇꯥꯡꯕꯜꯗ ꯊꯨꯡꯂꯈꯤ ꯃꯔꯝ ꯑꯗꯨꯅꯥ ꯑꯦꯂꯤꯖꯥꯕꯦꯊ ꯑꯁꯤ ꯋꯥꯔꯣꯏꯁꯤꯟ ꯄꯨꯔꯛꯈꯤꯕꯅꯤ꯫ ꯃꯍꯥꯛ ꯌꯨꯝꯗꯥ ꯂꯅꯥꯏ ꯑꯣꯏꯅ ꯂꯥꯏꯔꯤꯛ ꯇꯝꯈꯤ ꯑꯃꯁꯨꯡ ꯑꯅꯤꯁꯨꯕꯥ ꯃꯥꯂꯦꯝꯒꯤ ꯂꯥꯟꯖꯥꯎ ꯃꯅꯨꯡꯗ ꯃꯤꯌꯥꯝꯒꯤ ꯊꯕꯛꯁꯤ ꯊꯕꯛꯁꯤꯡ ꯄꯥꯡꯊꯣꯛꯄꯥ ꯍꯧꯈꯤ ꯑꯣꯛꯁꯤꯂꯦꯔꯤ ꯇꯦꯔꯤꯇꯣꯔꯤ ꯁꯔꯚꯤꯁꯇꯥ ꯊꯕꯛ ꯇꯧꯈꯤ꯫ ꯃꯈꯣꯏꯒꯤ ꯃꯆꯥ ꯃꯔꯤ ꯂꯩꯈꯤ ꯆꯥꯔꯂꯁ, ꯑꯦꯟꯅꯦ, ꯑꯦꯟꯗ꯭ꯔꯦꯁ ꯑꯃꯁꯨꯡ ꯑꯦꯗꯋꯥꯔꯗ꯫ ꯑꯦꯂꯤꯖꯥꯕꯦꯊꯅꯥ ꯑꯋꯥꯡ ꯑꯥꯌꯔꯂꯦꯟꯗꯗꯥ ꯊꯣꯛꯈꯤꯕ ꯅꯨꯡꯉꯥꯏꯇꯕꯁꯤꯡ, ꯌꯨꯅꯥꯏꯇꯦꯗ ꯀꯤꯡꯗꯝꯗꯥ ꯗꯤꯚꯣꯂꯨꯁꯟ, ꯑꯐ꯭ꯔꯤꯀꯥꯒꯤ ꯗꯤꯀꯣꯂꯣꯅꯥꯏꯖꯦꯁꯟ ꯑꯃꯁꯨꯡ ꯌꯨꯅꯥꯏꯇꯦꯗ ꯀꯤꯡꯗꯝꯅꯥ ꯌꯨꯔꯣꯄꯤꯌꯟ ꯀꯃꯨꯅꯤꯇꯤꯁꯤꯡꯗꯥ ꯌꯥꯎꯈꯤꯕ ꯑꯃꯁꯨꯡ ꯌꯨꯅꯤꯌꯟꯗꯒꯤ ꯂꯥꯞꯊꯣꯛꯈꯤꯕ ꯑꯁꯤꯒꯨꯝꯕꯥ ꯑꯆꯧꯕ ꯔꯥꯖꯅꯤꯇꯤꯒꯤ ꯑꯣꯏꯕ ꯑꯍꯣꯡꯕꯁꯤꯡꯒꯤ ꯈꯨꯠꯊꯥꯡꯗ ꯀꯟꯁꯇꯤꯇ꯭ꯌꯨꯁ꯭ꯅꯦꯜ ꯃꯣꯅꯥꯔꯛ ꯑꯃꯥ ꯑꯣꯏꯅꯥ ꯂꯩꯉꯥꯛꯈꯤ꯫ ꯇꯦꯔꯤꯇꯣꯔꯤꯁꯤꯡꯅꯥ ꯅꯤꯡꯇꯝꯕ ꯐꯪꯂꯛꯄꯒꯥ ꯂꯣꯏꯅꯅ ꯃꯍꯥꯛꯀꯤ ꯂꯝꯗꯝꯁꯤꯡꯒꯤ ꯃꯁꯤꯡ ꯑꯁꯤ ꯃꯇꯝꯒꯤ ꯃꯇꯨꯡ ꯏꯟꯅꯥ ꯈꯦꯠꯅꯈꯤ ꯑꯃꯁꯨꯡ ꯂꯝꯗꯝ ꯈꯔꯗꯤ ꯔꯤꯄꯕ꯭ꯂꯤꯛ ꯑꯣꯏꯈꯤ꯫ ꯃꯍꯥꯛꯀꯤ ꯄꯨꯋꯥꯔꯤ ꯑꯣꯏꯔꯕ ꯈꯣꯡꯆꯠ ꯑꯃꯁꯨꯡ ꯃꯤꯐꯝ ꯀꯌꯥꯒꯤ ꯃꯅꯨꯡꯗꯥ ꯂꯤꯁꯤꯡꯑꯃꯒ ꯆꯃꯥꯄꯟ ꯃꯔꯤꯐꯨꯇꯔꯨꯛ ꯂꯤꯁꯤꯡꯑꯃꯒ ꯆꯥꯃꯄꯟ ꯃꯔꯤꯐꯨꯇꯔꯨꯛꯇꯥ ꯆꯥꯏꯅꯥꯗ ꯔꯥꯖ꯭ꯌꯒꯤ ꯈꯣꯡꯆꯠꯁꯤꯡ ꯂꯤꯁꯤꯡꯑꯃꯒ ꯆꯃꯥꯄꯟ ꯃꯔꯤꯐꯨꯇꯔꯥꯃꯔꯤ ꯂꯤꯁꯤꯡꯑꯃꯒ ꯆꯥꯃꯄꯟ ꯃꯔꯤꯐꯨꯇꯔꯥꯃꯔꯤ ꯗꯥ ꯆꯥ ꯔꯨꯁꯤꯌꯥꯗꯥ ꯆꯠꯈꯤꯕ ꯑꯃꯁꯨꯡ ꯂꯤꯁꯤꯡꯑꯅꯤꯒꯇꯔꯥꯃꯊꯣꯢ ꯗ ꯂꯤꯁꯤꯡꯑꯅꯤ ꯇꯔꯥꯃꯊꯣꯢꯒꯗꯥ ꯔꯤꯄꯕ꯭ꯂꯤꯛ ꯑꯣꯐ ꯑꯥꯌꯔꯂꯦꯟꯗꯗꯥ ꯆꯠꯈꯤꯕ ꯑꯃꯁꯨꯡ ꯄꯣꯞ ꯃꯉꯥꯒꯥ ꯂꯣꯏꯅꯅ ꯃꯤꯐꯝ ꯄꯥꯛꯊꯣꯛꯄꯥ ꯌꯥꯎꯔꯤ꯫ ꯃꯔꯨꯑꯣꯏꯕ ꯊꯧꯔꯝꯁꯤꯡꯒꯤ ꯃꯅꯨꯡꯗ ꯢꯪ ꯂꯤꯁꯤꯡꯑꯃꯒ ꯆꯃꯥꯄꯟ ꯌꯥꯡꯈꯩꯍꯨꯝꯗꯣꯢ ꯂꯤꯁꯤꯡꯑꯃꯒ ꯆꯥꯃꯄꯟ ꯌꯥꯡꯈꯩꯍꯨꯝꯗꯣꯢ ꯗꯥ ꯑꯦꯂꯤꯖꯥꯕꯦꯊꯅꯥ ꯀꯣꯔꯣꯅꯦꯁꯟ ꯑꯃꯁꯨꯡ ꯃꯊꯪꯁꯤꯠꯅꯥ ꯑꯃꯁꯨꯡ ꯂꯤꯁꯤꯡꯑꯅꯤꯒꯀꯨꯟꯅꯤꯊꯣꯢ ꯗ ꯃꯍꯥꯛꯀꯤ ꯁꯤꯜꯚꯥꯔ, ꯒꯣꯜꯗꯟ, ꯗꯥꯏꯃꯟꯗ ꯑꯃꯁꯨꯡ ꯄ꯭ꯂꯦꯇꯤꯅꯝ ꯖꯨꯕꯤꯂꯤꯁ ꯄꯥꯡꯊꯣꯛꯈꯤꯕ ꯑꯁꯤ ꯌꯥꯎꯔꯤ꯫ ꯑꯦꯂꯤꯖꯥꯕꯦꯊ ꯑꯁꯤ ꯐ꯭ꯔꯥꯟꯁꯀꯤ ꯂꯨꯏꯁ ꯈꯛꯇꯒꯤ ꯃꯇꯨꯡꯗꯥ ꯈ꯭ꯋꯥꯏꯗꯒꯤ ꯁꯥꯡꯅꯥ ꯍꯤꯡꯈꯤꯕ ꯕ꯭ꯔꯤꯇꯤꯁꯀꯤ ꯅꯤꯡꯊꯧꯅꯤ ꯑꯃꯁꯨꯡ ꯃꯥꯂꯦꯝꯒꯤ ꯄꯨꯋꯥꯔꯤꯗꯥ ꯑꯅꯤꯁꯨꯕ ꯈ꯭ꯋꯥꯏꯗꯒꯤ ꯁꯥꯡꯅꯥ ꯂꯩꯔꯝꯕ ꯁꯣꯚꯔꯦꯟꯇꯅꯤ꯫ ꯃꯍꯥꯛꯅꯥ ꯃꯇꯝ ꯃꯇꯝꯒꯤ ꯑꯣꯏꯅ ꯔꯤꯄꯕ꯭ꯂꯤꯛ ꯁꯦꯟꯇꯤꯃꯦꯟꯇ ꯑꯃꯁꯨꯡ ꯃꯍꯥꯛꯀꯤ ꯏꯃꯨꯡ ꯃꯅꯨꯡꯒꯤ ꯃꯇꯥꯡꯗ ꯃꯤꯗꯤꯌꯥꯒꯤ ꯀ꯭ꯔꯤꯇꯤꯁꯤꯖꯝ ꯊꯦꯡꯅꯈꯤ ꯃꯔꯨꯑꯣꯏꯅ ꯃꯍꯥꯛꯀꯤ ꯃꯆꯥꯁꯤꯡꯒꯤ ꯂꯨꯍꯣꯡꯕ ꯊꯨꯒꯥꯏꯔꯕ ꯃꯇꯨꯡꯗꯥ ꯑꯃꯁꯨꯡ ꯃꯍꯥꯛꯀꯤ ꯍꯥꯟꯅꯒꯤ ꯃꯆꯥꯅꯨꯄꯤ ꯗꯥꯏꯅꯥ, ꯄ꯭ꯔꯤꯟꯁꯦꯁ ꯑꯣꯐ ꯋꯦꯂꯁ ꯂꯤꯁꯤꯡꯑꯃꯒ ꯆꯃꯥꯄꯟ ꯃꯔꯤꯐꯨꯇꯔꯥꯇꯔꯦꯠ ꯇꯥ ꯂꯩꯈꯤꯗꯕꯅꯤ꯫ ꯑꯗꯨꯝ ꯑꯣꯏꯅꯃꯛ ꯌꯨꯅꯥꯏꯇꯦꯗ ꯀꯤꯡꯗꯝꯗꯥ ꯃꯣꯅꯥꯔꯀꯤꯒꯤ ꯁꯄꯣꯔꯠ ꯑꯁꯤ ꯂꯦꯞꯇꯅꯥ ꯋꯥꯡꯅꯥ ꯂꯩꯈꯤ ꯃꯍꯥꯛꯀꯤ ꯄꯔꯁꯣꯅꯦꯜ ꯄꯄꯨꯂꯥꯔꯤꯇꯤꯁꯨ ꯌꯥꯝꯅꯥ ꯋꯥꯡꯅꯥ ꯂꯩꯈꯤ꯫ ꯃꯍꯥꯛꯀꯤ ꯃꯄꯥ ꯄ꯭ꯔꯤꯟꯁ ꯑꯦꯂꯕꯥꯔꯠ ,ꯗ꯭ꯌꯨꯛ ꯑꯣꯐ ꯌꯣꯔꯛ ꯑꯁꯤ ꯅꯤꯡꯊꯧꯒꯤ ꯑꯅꯤꯁꯨꯕ ꯃꯆꯥꯅꯤ꯫ ꯁ꯭ꯀꯇꯔ ꯏ. ꯏ. ꯐ꯭ꯌꯨꯖꯟ, ꯖꯤ. ꯏ. ꯏ. ꯒꯤ ꯁꯔꯚꯥꯔ ꯑꯃꯁꯨꯡ ꯒꯨꯒꯜ ꯑꯥꯔꯊ ꯁ꯭ꯇꯨꯗꯤꯑꯣ ꯒꯨꯒꯜ ꯃꯥꯛꯂꯦꯝ ꯁ꯭ꯇꯨꯗꯤꯑꯣ ꯑꯁꯤ ꯒꯨꯒꯜ ꯃꯥꯂꯦꯝꯒꯤ ꯑꯍꯨꯝꯗꯤ ꯏꯃꯦꯖꯔꯤ ꯁꯤꯖꯤꯟꯅꯗꯨꯅꯥ ꯑꯦꯅꯤꯃꯦꯁꯟꯒꯤꯗꯃꯛꯇꯥ ꯁꯤꯖꯤꯟꯅꯕꯥ ꯒꯨꯒꯜ ꯃꯥꯂꯦꯝꯒꯤ ꯋꯦꯕꯇꯥ ꯌꯨꯝꯐꯝ ꯑꯣꯏꯕꯥ ꯚꯔꯖꯟ ꯑꯃꯅꯤ꯫ ꯂꯤꯁꯤꯡꯑꯅꯤꯒꯀꯨꯟꯃꯊꯣꯢ ꯒꯤ ꯖꯨꯟ ꯐꯥꯎꯕꯗꯥ ꯃꯁꯤ ꯄ꯭ꯔꯤꯚꯤꯎ ꯈꯛꯇꯒꯤ ꯑꯣꯏ ꯑꯃꯁꯨꯡ ꯃꯁꯤ ꯁꯤꯖꯤꯟꯅꯅꯕꯒꯤꯗꯃꯛ ꯁꯥꯏꯟ ꯑꯥꯞ ꯇꯧꯕꯥ ꯃꯊꯧ ꯇꯥꯏ꯫ ꯃꯁꯤꯗꯥ ꯀꯤꯐ꯭ꯔꯦꯝ ꯑꯦꯅꯤꯃꯦꯁꯟ "ꯀꯨꯏꯛ-ꯁ꯭ꯇꯥꯔꯠ ꯄ꯭ꯔꯣꯖꯦꯛꯇꯁꯤꯡ" ꯀꯧꯕꯥ ꯄ꯭ꯔꯤꯁꯦꯠꯁꯤꯡ ꯑꯃꯁꯨꯡ ꯑꯍꯨꯝꯗꯤ ꯀꯦꯃꯦꯔꯥ ꯑꯦꯛꯁꯄꯣꯔꯠ ꯌꯥꯎꯔꯤ꯫ ꯒꯨꯒꯜ ꯃꯥꯂꯦꯝ ꯃꯥꯄꯟꯒꯨꯒꯜ ꯑꯁꯤ ꯂꯤꯁꯤꯡꯑꯅꯤꯒꯇꯔꯥꯇꯔꯦꯠ ꯀꯤ ꯑꯦꯄ꯭ꯔꯤꯜ ꯇꯔꯥꯅꯤꯄꯥꯜ ꯗꯥ ꯑꯍꯥꯟꯕꯥ ꯑꯣꯏꯅꯥ ꯐꯣꯡꯈꯤꯕꯥ ꯒꯨꯒꯜ ꯃꯥꯂꯦꯝꯒꯤ ꯚꯔꯖꯟ ꯑꯃꯅꯤ꯫